ꯐꯤꯐꯥ ꯋꯥꯔꯜ ꯀꯞ ꯑꯁꯤ ꯐꯤꯐꯥꯒꯤ ꯃꯦꯝꯕꯔ ꯑꯦꯁꯣꯁꯤꯑꯦꯁꯟꯁꯤꯡꯒꯤ ꯅꯨꯄꯥꯒꯤ ꯇꯤꯝꯁꯤꯡꯅꯥ ꯄꯥꯡꯊꯣꯛꯄꯥ ꯏꯟꯇꯔꯅꯦꯁꯅꯦꯜ ꯑꯦꯁꯣꯁꯤꯑꯦꯁꯟ ꯐꯨꯠꯕꯣꯜ ꯇꯨꯔꯅꯥꯃꯦꯟ ꯑꯃꯅꯤ, ꯑꯃꯁꯨꯡ ꯀꯨꯟꯅꯤꯊꯣꯏ ꯁꯨꯕꯥ ꯐꯤꯐꯥ ꯋꯥꯔꯜ ꯀꯞꯅꯤ꯫ ꯃꯁꯤ ꯃꯥꯂꯦꯝꯗꯥ ꯄꯥꯡꯊꯣꯛꯄ ꯑꯍꯥꯟꯕ ꯋꯥꯔꯜꯗ ꯀꯞꯅꯤ, ꯑꯃꯁꯨꯡ ꯂꯤꯁꯤꯡ ꯑꯅꯤꯒ ꯁꯨꯞꯅꯥ ꯑꯅꯤꯗꯥ ꯈꯥ ꯀꯣꯔꯤꯌꯥ ꯑꯃꯁꯨꯡ ꯖꯄꯥꯟꯗ ꯄꯥꯡꯊꯣꯛꯈꯤꯕ ꯇꯨꯔꯅꯥꯃꯦꯟ ꯑꯗꯨꯒꯤ ꯃꯇꯨꯡꯗ ꯃꯄꯨꯡ ꯐꯥꯅ ꯑꯦꯁꯤꯌꯥꯗ ꯄꯥꯡꯊꯣꯛꯈꯤꯕ ꯑꯅꯤꯁꯨꯕ ꯋꯥꯔꯜ ꯀꯞꯅꯤ꯫ ꯇꯨꯔꯅꯥꯃꯦꯟ ꯑꯁꯤ ꯇꯤꯝ ꯀꯨꯟꯊ꯭ꯔꯥꯅꯤꯊꯣꯏꯅꯥ ꯁꯔꯨꯛ ꯌꯥꯗꯨꯅ ꯑꯔꯣꯏꯕ ꯑꯣꯏꯈꯤ, ꯃꯔꯝꯗꯤ ꯂꯤꯁꯤꯡ ꯑꯅꯤꯒ ꯀꯨꯟꯇꯔꯨꯛꯀꯤ ꯇꯨꯔꯅꯥꯃꯦꯟꯀꯤꯗꯃꯛ ꯐꯤꯐꯥꯗ ꯇꯤꯝ ꯅꯤꯐꯨꯅꯤꯄꯥꯟꯗꯥ ꯍꯦꯟꯒꯠꯂꯒꯅꯤ꯫ ꯊꯧꯔꯝ ꯑꯁꯤꯗ ꯃꯦꯁꯁꯤꯡ ꯑꯁꯤ ꯁꯍꯔ ꯃꯉꯥꯒꯤ ꯃꯐꯝ ꯅꯤꯄꯥꯜꯗ ꯁꯥꯟꯅꯒꯅꯤ꯫ ꯐ꯭ꯔꯥꯟꯁꯅꯥ ꯗꯤꯐꯦꯟꯁ ꯆꯦꯝꯄꯤꯌꯟ ꯑꯣꯏꯔꯤ, ꯂꯤꯁꯤꯡ ꯑꯅꯤꯒ ꯇꯔꯥꯅꯤꯄꯥꯜꯒꯤ ꯐꯤꯐꯥ ꯋꯥꯔꯜ ꯀꯞꯀꯤ ꯐꯥꯏꯅꯦꯜꯗꯥ ꯀ꯭ꯔꯣꯌꯦꯁꯤꯌꯥꯕꯨ ꯃꯔꯤ-ꯑꯅꯤ ꯗꯥ ꯃꯥꯏꯊꯤꯕ ꯄꯤꯈꯤ꯫ ꯀꯇꯥꯔꯒꯤ ꯑꯌꯨꯛꯀꯤ ꯑꯁꯥꯡꯕ ꯑꯃꯁꯨꯡ ꯅꯨꯡꯁꯤꯠ ꯌꯥꯝꯅ ꯊꯣꯛꯄ ꯃꯔꯝꯅ ꯋꯥꯔꯜ ꯀꯞ ꯑꯁꯤ ꯅꯕꯦꯝꯕꯔ ꯑꯃꯁꯨꯡ ꯗꯤꯁꯦꯝꯕꯔꯒꯤ ꯃꯅꯨꯡꯗꯥ ꯄꯥꯡꯊꯣꯛꯂꯤ꯫ ꯃꯁꯤ ꯅꯨꯃꯤꯠ ꯀꯨꯟꯃꯥꯄꯜꯅꯤꯒꯤ ꯍꯟꯊꯕ ꯃꯇꯝꯒꯤ ꯃꯅꯨꯡꯗ ꯁꯥꯟꯅꯒꯅꯤ꯫ ꯑꯍꯥꯟꯕ ꯃꯦꯁ ꯑꯗꯨ ꯀꯇꯥꯔ ꯑꯃꯁꯨꯡ ꯏꯀ꯭ꯨꯋꯥꯗꯣꯔ ꯑꯅꯤꯅ ꯑꯜ ꯕꯥꯏꯠ ꯁ꯭ꯇꯦꯗꯤꯌꯝ, ꯑꯜ ꯈꯣꯔꯗꯥ ꯁꯥꯟꯅꯈꯤ꯫ ꯑꯍꯥꯟꯕ ꯑꯣꯏꯅ ꯋꯥꯔꯜ ꯀꯞꯇꯥ ꯀꯇꯥꯔꯅꯥ ꯑꯅꯤ-ꯁꯤꯅꯣ ꯗ ꯃꯥꯏꯊꯤꯕ ꯄꯤꯗꯨꯅ ꯑꯍꯥꯟꯕ ꯒꯦꯝ ꯑꯁꯤꯗ ꯃꯥꯏꯊꯤꯕ ꯄꯤꯈꯤꯕ ꯑꯍꯥꯟꯕ ꯌꯨꯝꯕꯨ ꯂꯩꯄꯥꯛ ꯑꯣꯏꯈꯤ꯫ ꯐꯥꯏꯅꯦꯜ ꯑꯁꯤ ꯂꯤꯁꯤꯡ ꯑꯅꯤꯒ ꯀꯨꯟꯅꯤꯊꯣꯏꯒꯤ ꯗꯤꯁꯦꯝꯕꯔ ꯇꯔꯥꯅꯤꯄꯥꯜꯗ ꯀꯇꯥꯔꯒꯤ ꯅꯦꯁꯅꯦꯜ ꯗꯦꯒꯥ ꯂꯣꯏꯅꯅ ꯄꯥꯡꯊꯣꯛꯀꯅꯤ꯫ ꯀꯇꯥꯔꯗꯥ ꯋꯥꯔꯜ ꯀꯞ ꯄꯥꯡꯊꯣꯛꯅꯕ ꯈꯟꯅꯕꯁꯤ ꯋꯦꯁꯇ꯭ꯔꯟ ꯋꯥꯔꯜꯇ ꯌꯥꯝꯅ ꯋꯥꯅ ꯊꯣꯛꯈꯤꯕꯅꯤ꯫ ꯑꯇꯣꯞꯄꯁꯤꯡꯅ ꯍꯥꯏꯔꯤ ꯃꯗꯨꯗꯤ ꯀꯇꯥꯔꯒꯤ ꯑꯀꯟꯕ ꯀ꯭ꯂꯥꯏꯃꯦꯠ ꯑꯃꯁꯨꯡ ꯑꯆꯦꯠꯄꯥ ꯐꯨꯠꯕꯣꯜ ꯀꯜꯆꯔ ꯂꯩꯇꯕꯥ ꯑꯁꯤꯅ ꯍꯛꯁꯤꯡ ꯍꯣꯁ꯭ꯠ ꯇꯧꯕꯗꯥ ꯁꯦꯜ ꯊꯥꯗꯕꯒꯤ ꯈꯨꯗꯝꯅꯤ ꯑꯃꯁꯨꯡ ꯐꯤꯐꯥꯒꯤ ꯄꯥꯛ ꯆꯥꯎꯔꯕ ꯁꯦꯟꯖꯥ- ꯊꯨꯝꯖꯥꯒꯤ ꯈꯨꯗꯝꯅꯤ꯫ ꯊꯧꯔꯝ ꯑꯁꯤ ꯕꯣꯏꯀꯣꯠ ꯇꯧꯕ ꯑꯁꯤ ꯂꯩꯕꯥꯛ ꯀꯌꯥ, ꯀ꯭ꯂꯕ ꯀꯂ꯭ꯕ ꯑꯃꯁꯨꯡ ꯃꯤꯑꯣꯏ ꯑꯃꯃꯝꯒꯤ ꯁꯥꯟꯅꯔꯣꯏꯁꯤꯡꯅ ꯊꯧꯔꯥꯡ ꯇꯧꯔꯤ, ꯑꯃꯁꯨꯡ ꯍꯥꯟꯅꯒꯤ ꯐꯤꯐꯥ ꯄ꯭ꯔꯁꯤꯗꯦꯟ ꯁꯦꯞ ꯕ꯭ꯂꯦꯇꯔꯅꯥ ꯀꯇꯥꯔꯗ ꯍꯣꯁ꯭ꯇꯤꯡ ꯔꯥꯏꯠ ꯄꯤꯕ ꯑꯁꯤ ꯑꯁꯣꯏꯕ ꯑꯃꯅꯤ ꯍꯥꯏꯅ ꯑꯅꯤꯔꯛ ꯍꯥꯏꯈ꯭ꯔꯦ꯫ ꯆꯍꯤ ꯀꯌꯥ, ꯃꯣꯔꯦꯜ ꯂꯦꯁꯟ ꯄꯤꯕꯥ ꯍꯧꯗ꯭ꯔꯤꯉꯩꯒꯤ ꯃꯃꯥꯡꯗ ꯐꯖꯅ ꯌꯦꯡꯕ ꯐꯤꯐꯥ ꯋꯥꯔꯜꯗ ꯀꯞ ꯑꯁꯤ ꯅꯦꯁꯅꯦꯜ ꯐꯨꯠꯕꯣꯜ ꯇꯤꯝꯁꯤꯡꯒꯤ ꯃꯔꯛꯇ ꯄꯥꯡꯊꯣꯛꯄ ꯄ꯭ꯔꯣꯐꯦꯁ꯭ꯅꯦꯜ ꯑꯦꯁꯣꯁꯤꯑꯦꯁꯟ ꯐꯨꯠꯕꯣꯜ ꯇꯨꯔꯅꯥꯃꯦꯟ ꯑꯃꯅꯤ꯫ ꯐꯤꯐꯥꯅ ꯁꯤꯟꯕ ꯆꯍꯤ ꯃꯔꯤ ꯈꯨꯗꯤꯡꯒꯤ ꯄꯥꯡꯊꯣꯛꯄ ꯇꯨꯔꯅꯥꯃꯦꯟ ꯑꯁꯤ ꯑꯍꯥꯟꯕ ꯑꯣꯏꯅ ꯂꯤꯁꯤꯡ ꯑꯃꯒꯥ ꯆꯃꯥꯄꯜ ꯀꯨꯟꯊ꯭ꯔꯥꯗ ꯎꯔꯨꯒꯨꯋꯦꯗꯥ ꯁꯥꯟꯅꯈꯤꯕꯅꯤ, ꯑꯃꯁꯨꯡ ꯂꯤꯁꯤꯡ ꯑꯃꯒꯥ ꯆꯃꯥꯄꯜ ꯃꯧꯗ꯭ꯔꯥꯅꯤꯄꯥꯜꯒꯤ ꯊꯧꯔꯝ ꯑꯁꯤꯗꯒꯤ ꯇꯤꯝ ꯀꯨꯟꯊ꯭ꯔꯥꯅꯤꯊꯣꯏꯅꯥ ꯁꯥꯟꯅꯈꯤꯕꯅꯤ꯫ ꯇꯨꯔꯅꯥꯃꯦꯟ ꯑꯁꯤ ꯔꯥꯎꯟ-ꯔꯣꯕꯤꯟ ꯒ꯭ꯔꯨꯞ ꯅꯤꯄꯥꯜꯒꯥ ꯂꯣꯏꯅꯅꯥ ꯁꯥꯟꯅꯒꯅꯤ ꯑꯃꯁꯨꯡ ꯃꯇꯨꯡꯗꯥ ꯇꯤꯝ ꯇꯔꯥꯇꯔꯨꯛꯀꯤ ꯅꯣꯛꯑꯥꯎꯠ ꯔꯥꯎꯟ ꯑꯃ ꯌꯥꯎꯔꯤ꯫ ꯍꯥꯟꯅꯒꯤ ꯆꯦꯝꯄꯤꯌꯟꯁꯤꯡꯗꯤ ꯐ꯭ꯔꯥꯟꯁꯀꯤ ꯅꯦꯁ꯭ꯅꯦꯜ ꯐꯨꯠꯕꯣꯜ ꯇꯤꯝꯅꯤ, ꯃꯈꯣꯢꯅ ꯂꯤꯁꯤꯡ ꯑꯅꯤꯒ ꯇꯔꯥꯅꯤꯄꯥꯜꯒꯤ ꯐꯤꯐꯥ ꯋꯥꯔꯜ ꯀꯞꯀꯤ ꯐꯥꯏꯅꯦꯜꯗꯥ ꯀ꯭ꯔꯣꯌꯦꯁꯤꯌꯥꯕꯨ ꯃꯔꯤ- ꯑꯅꯤ ꯗꯥ ꯃꯥꯏꯊꯤꯕ ꯄꯤꯈꯤ꯫ ꯊꯧꯔꯝ ꯑꯁꯤ ꯍꯟꯊꯕ ꯃꯇꯝꯒꯤ ꯃꯈꯥꯗ, ꯅꯕꯦꯝꯕꯔ ꯀꯨꯟꯗꯒꯤ ꯗꯤꯁꯦꯝꯕꯔ ꯇꯔꯥꯅꯤꯄꯥꯜ ꯐꯥꯎꯕ ꯀꯇꯥꯔꯗꯥ ꯄꯥꯡꯊꯣꯛꯅꯕ ꯊꯧꯔꯥꯡ ꯇꯧꯔꯤ꯫ ꯀꯇꯥꯔꯗꯥ ꯄꯥꯡꯊꯣꯛꯄ ꯑꯁꯤꯅ ꯃꯥꯂꯦꯝꯗꯥ ꯄꯥꯡꯊꯣꯛꯄ ꯑꯍꯥꯟꯕ ꯋꯥꯔꯜꯗ ꯀꯞꯀꯤ ꯇꯨꯔꯅꯥꯃꯦꯟꯅꯤ꯫